ꯑꯗꯨꯝ ꯑꯣꯏꯅꯃꯛ, ꯃꯁꯤꯅ ꯃꯥꯔꯀꯦꯇꯔꯁꯤꯡꯗ ꯅꯤꯡꯁꯤꯡꯍꯜꯂꯤ ꯃꯗꯨꯗꯤ ꯑꯌꯥꯝꯕꯅ ꯊꯥꯖꯕ ꯌꯥꯕ ꯀꯁ꯭ꯇꯃꯔ ꯕꯦꯖ ꯑꯃ ꯁꯣꯏꯗꯅꯥ ꯐꯪꯍꯟꯅꯕꯥ ꯃꯁꯤꯡ ꯌꯥꯝꯂꯕ ꯇꯆꯁꯤꯡ ꯑꯃꯁꯨꯡ ꯃꯇꯝ ꯁꯥꯡꯅ ꯃꯔꯤ ꯁꯦꯝꯒꯠꯄꯗꯥ ꯁꯦꯜ ꯊꯥꯗꯕ ꯃꯊꯧ ꯇꯥꯏ꯫ ꯄ꯭ꯔꯣꯕ꯭ꯂꯦꯝ ꯁꯣꯜꯌꯨꯁꯟ ꯇꯧꯕꯒꯤ ꯄ꯭ꯔꯣꯑꯦꯛꯇꯤꯚ ꯑꯃꯁꯨꯡ ꯔꯤꯑꯦꯛꯇꯤꯚ ꯑꯦꯄꯔꯣꯆ ꯑꯃꯒꯤ ꯃꯔꯛꯇꯥ ꯂꯩꯕ ꯈꯦꯠꯅꯕꯥ ꯑꯗꯨ ꯐꯣꯡꯗꯣꯛꯎ꯫ ꯄ꯭ꯔꯣꯕ꯭ꯂꯦꯝ ꯁꯣꯂꯌꯨꯁꯟ ꯇꯧꯅꯕꯒꯤ ꯄ꯭ꯔꯣꯑꯦꯛꯇꯤꯚ ꯑꯦꯄꯔꯣꯆ ꯑꯃꯗ, ꯃꯈꯣꯏꯗꯨ ꯊꯣꯛꯂꯛꯇꯔꯤꯉꯩꯒꯤ ꯃꯃꯥꯡꯗ ꯊꯣꯛꯄꯥ ꯌꯥꯕ ꯄ꯭ꯔꯣꯕ꯭ꯂꯦꯝꯁꯤꯡ ꯈꯪꯗꯣꯛꯄꯥ ꯑꯃꯁꯨꯡ ꯃꯈꯣꯏꯒꯤ ꯏꯝꯄꯦꯛꯇ ꯑꯗꯨ ꯊꯤꯡꯅꯕꯥ ꯅꯠꯇꯔꯒ ꯍꯟꯊꯍꯟꯅꯕꯥ ꯉꯥꯛꯊꯣꯛꯅꯕꯥ ꯊꯧꯔꯥꯡꯁꯤꯡ ꯂꯧꯈꯠꯄꯥ ꯑꯁꯤ ꯌꯥꯎꯏ꯫ ꯃꯁꯤꯒꯤ ꯑꯦꯄꯔꯣꯆ ꯑꯁꯤꯅ ꯐꯣꯔꯁꯥꯏꯠ, ꯑꯦꯟꯇꯤꯁꯤꯄꯦꯁꯟ ꯑꯃꯁꯨꯡ ꯄ꯭ꯂꯥꯅꯤꯡ ꯇꯧꯕ ꯃꯊꯧ ꯇꯥꯏ꯫ ꯄ꯭ꯔꯣꯑꯦꯛꯇꯤꯚ ꯑꯣꯏꯕꯅ, ꯃꯤꯑꯣꯏ ꯅꯠꯇꯔꯒ ꯑꯣꯔꯒꯥꯅꯥꯏꯖꯦꯁꯟꯁꯤꯡꯅ ꯄꯣꯇꯦꯟꯁꯤꯑꯦꯜ ꯏꯁꯨꯁꯤꯡꯒꯤꯗꯃꯛ ꯁꯦꯝ-ꯁꯥꯕ ꯌꯥꯏ ꯑꯃꯁꯨꯡ ꯏꯃꯄꯂꯤꯃꯦꯟꯇ ꯇꯧꯅꯕꯥ ꯁꯦꯝ-ꯁꯥꯕ ꯑꯦꯛꯁꯒꯤ ꯄ꯭ꯂꯥꯟ ꯑꯃ ꯂꯩꯕ ꯌꯥꯏ꯫ ꯃꯁꯤꯒꯤ ꯃꯍꯩ ꯑꯣꯏꯅ ꯃꯈꯣꯏꯅꯥ ꯄ꯭ꯔꯣꯕ꯭ꯂꯦꯝ ꯑꯗꯨꯒꯤ ꯐꯦꯜꯁꯤꯡ ꯍꯟꯊꯍꯟꯕꯥ ꯉꯝꯃꯤ ꯑꯃꯁꯨꯡ ꯃꯇꯝ, ꯔꯤꯁꯣꯔꯁꯁꯤꯡ ꯑꯃꯁꯨꯡ ꯍꯣꯠꯅꯕꯥ ꯀꯟꯕꯥ ꯉꯝꯃꯤ꯫ ꯑꯃꯔꯣꯝꯗꯥ, ꯄ꯭ꯔꯣꯕ꯭ꯂꯦꯝ ꯁꯣꯜꯕ ꯇꯧꯕꯒꯤ ꯔꯤꯑꯦꯛꯇꯤꯕ ꯑꯦꯄꯄꯔꯣꯆ ꯑꯃꯗ ꯏꯁꯨꯁꯤꯡ ꯂꯥꯛꯄꯥ ꯃꯇꯝꯗ ꯄꯥꯎꯈꯨꯝ ꯄꯤꯕ ꯌꯥꯎꯏ꯫ ꯃꯁꯤꯒꯤ ꯑꯦꯄꯔꯣꯆ ꯑꯁꯤꯅ ꯄ꯭ꯔꯣꯕ꯭ꯂꯦꯝ ꯑꯃꯒꯤ ꯃꯇꯨꯡꯗꯥ ꯊꯣꯛꯄꯥ ꯊꯧꯗꯣꯛꯁꯤꯡ ꯊꯦꯡꯅꯕꯗꯥ ꯃꯤꯠꯌꯦꯡ ꯊꯝꯃꯤ, ꯃꯗꯨ ꯊꯣꯍꯟꯗꯅꯕꯥ ꯍꯣꯠꯅꯕꯗꯥ ꯃꯤꯠꯌꯦꯡ ꯊꯝꯂꯤ꯫ ꯔꯤꯑꯦꯛꯇꯤꯚ ꯑꯦꯄꯔꯣꯆ ꯑꯃꯗ, ꯃꯤꯑꯣꯏ ꯅꯠꯇꯔꯒ ꯑꯣꯔꯒꯥꯅꯥꯏꯖꯦꯁꯟꯁꯤꯡꯅ ꯑꯃꯥꯡ-ꯑꯇꯥ ꯍꯟꯊꯍꯟꯅꯕꯥ ꯑꯃꯁꯨꯡ ꯏꯁꯨ ꯑꯗꯨ ꯂꯣꯏꯁꯤꯟꯅꯕꯥ ꯊꯨꯅꯥ ꯑꯃꯁꯨꯡ ꯋꯥꯔꯦꯞ ꯂꯧꯕ ꯃꯊꯧ ꯇꯥꯕ ꯌꯥꯏ꯫ ꯃꯁꯤꯒꯤ ꯑꯦꯄꯔꯣꯆ ꯑꯁꯤꯅ ꯄ꯭ꯔꯣꯕ꯭ꯂꯦꯝ ꯑꯗꯨ ꯊꯥꯖꯗꯕꯥ ꯅꯠꯇꯔꯒ ꯊꯥꯖꯗꯕ ꯃꯇꯝꯗꯥ ꯍꯦꯟꯅ ꯏꯐꯦꯛꯇꯤꯚ ꯑꯣꯏꯕ ꯌꯥꯏ, ꯑꯗꯨꯕꯨ ꯃꯁꯤꯅ ꯍꯦꯟꯅꯥ ꯁ꯭ꯇꯔꯦꯁ ꯂꯩꯕ, ꯃꯇꯝ ꯌꯥꯝꯅ ꯆꯪꯗꯕ ꯑꯃꯁꯨꯡ ꯔꯤꯁꯣꯔꯁꯁꯤꯡ ꯌꯥꯝꯅ ꯆꯪꯕꯁꯨ ꯌꯥꯏ꯫ ꯈꯪꯖꯤꯟꯒꯗꯕꯥ ꯑꯃꯅ, ꯄ꯭ꯔꯣꯕ꯭ꯂꯦꯝ ꯁꯣꯂꯌꯨꯁꯟ ꯇꯧꯕꯒꯤ ꯄ꯭ꯔꯣꯑꯦꯛꯇꯤꯚ ꯑꯃꯁꯨꯡ ꯔꯤꯑꯦꯛꯇꯤꯚ ꯑꯦꯄꯔꯣꯆ ꯑꯃꯒꯤ ꯃꯔꯛꯇ ꯂꯩꯕ ꯃꯔꯨꯑꯣꯏꯕ ꯈꯦꯠꯅꯕꯥ ꯑꯁꯤ ꯂꯧꯈꯠꯂꯤꯕ ꯑꯦꯛꯁꯟꯁꯤꯡꯒꯤ ꯃꯇꯝ ꯑꯃꯁꯨꯡ ꯃꯤꯠꯌꯦꯡ ꯑꯁꯤꯅꯤ꯫ ꯄ꯭ꯔꯣꯑꯦꯛꯇꯤꯕ ꯑꯦꯞꯄꯔꯣꯆ ꯑꯃꯅ ꯄ꯭ꯔꯣꯕ꯭ꯂꯦꯝꯁꯤꯡ ꯊꯣꯈꯟꯗꯅꯕꯥ ꯃꯤꯠꯌꯦꯡ ꯊꯝꯂꯤ, ꯑꯗꯨꯒꯥ ꯔꯤꯑꯦꯛꯇꯤꯕ ꯑꯦꯞꯔꯣꯆ ꯑꯃꯅ ꯄ꯭ꯔꯣꯕ꯭ꯂꯦꯃꯁꯤꯡ ꯊꯣꯛꯂꯕꯥ ꯃꯇꯨꯡꯗꯥ ꯀꯣꯛꯍꯟꯕꯗꯥ ꯃꯤꯠꯌꯦꯡ ꯊꯝꯂꯤ꯫ ꯑꯦꯄꯔꯣꯆ ꯑꯅꯤꯃꯛꯀꯤ ꯃꯈꯣꯏꯒꯤ ꯀꯥꯟꯅꯕꯁꯤꯡ ꯑꯃꯁꯨꯡ ꯑꯋꯥꯠꯄ ꯂꯩ, ꯑꯃꯁꯨꯡ ꯈ꯭ꯕꯥꯏꯗꯒꯤ ꯏꯐꯦꯛꯇꯤꯚ ꯑꯣꯏꯕ ꯁ꯭ꯇꯔꯦꯇꯤꯖꯤ ꯑꯁꯤ ꯑꯀꯛꯅꯕꯥ ꯐꯤꯚꯝ ꯑꯗꯨꯒꯤ ꯃꯇꯨꯡꯏꯟꯅꯥ ꯈꯦꯠꯅꯕꯥ ꯌꯥꯏ꯫ ꯐ꯭ꯌꯨꯆꯔ ꯄꯔꯐꯦꯛꯇ ꯀꯟꯇꯤꯟꯌꯨꯁ ꯇꯦꯟꯁꯇꯥ ꯋꯥꯍꯩ ꯑꯃ ꯁꯦꯝꯃꯨ꯫ ꯃꯊꯪꯒꯤ ꯆꯍꯤ ꯐꯥꯎꯕꯗꯥ ꯑꯩꯍꯥꯛ ꯆꯍꯤ ꯃꯉꯥ ꯑꯦ. ꯑꯥꯏ. ꯒꯤ ꯑꯦꯁꯤꯁ꯭ꯇꯦꯟꯇ ꯑꯣꯏꯅ ꯊꯕꯛ ꯇꯧꯔꯒꯅꯤ꯫। "ꯗꯤꯐꯥꯏ" ꯑꯃꯁꯨꯡ "ꯒ꯭ꯔꯦꯚꯤꯇꯤ" ꯍꯥꯏꯕ ꯋꯥꯍꯩꯁꯤꯡ ꯁꯤꯖꯤꯟꯅꯗꯨꯅ ꯁꯦꯟꯁꯟ ꯑꯃ ꯁꯦꯝꯃꯨ? ꯄꯥꯡꯒꯜ ꯑꯃꯁꯨꯡ ꯋꯥꯔꯦꯞ ꯂꯧꯗꯨꯅ ꯃꯍꯥꯛꯅ ꯒ꯭ꯔꯦꯚꯤꯇꯤꯕꯨ ꯂꯥꯟꯅ ꯂꯝꯖꯤꯡꯕꯤꯕ ꯎꯈꯤ ꯃꯔꯝꯗꯤ ꯃꯍꯥꯛꯅ ꯊꯣꯏꯗꯣꯛ ꯍꯦꯟꯗꯣꯛꯄꯥ ꯇꯨꯔꯦꯜ ꯑꯗꯨ ꯌꯥꯝꯅ ꯂꯥꯏꯅ ꯂꯥꯟꯊꯣꯛꯈꯤ꯫ ꯏꯟꯐꯣꯔꯃꯦꯁꯟ ꯊꯝꯅꯕꯒꯤ ꯑꯅꯧꯕ ꯃꯑꯣꯡ ꯑꯃ ꯁꯦꯝꯃꯨ꯫ ꯏꯟꯐꯣꯔꯃꯦꯁꯟ ꯊꯝꯅꯕꯒꯤ ꯑꯅꯧꯕ ꯃꯑꯣꯡ ꯑꯃꯗꯤ ꯌꯨꯝꯐꯝ ꯑꯣꯏꯕ ꯗꯇꯥ ꯁ꯭ꯇꯣꯔꯦꯖ ꯁꯤꯖꯤꯟꯅꯕꯒꯤ ꯈꯨꯠꯊꯥꯡꯗ ꯑꯣꯏꯕ ꯌꯥꯏ꯫ ꯍꯥꯔꯗ ꯗꯤꯛꯁ ꯅꯠꯇꯔꯒ ꯑꯣꯞꯇꯤꯀꯦꯜ ꯗꯤꯛꯁꯒꯨꯝꯕꯥ ꯇ꯭ꯔꯦꯗꯤꯁꯅꯦꯜ ꯗꯇꯥ ꯁ꯭ꯇꯣꯔꯦꯖ ꯃꯦꯊꯦꯠꯁꯤꯡꯒ ꯃꯥꯟꯅꯗꯅ, ꯁ꯭ꯇꯣꯔꯦꯖꯗ ꯗꯤꯖꯤꯇꯦꯜ ꯗꯇꯥ ꯑꯗꯨ ꯁꯤꯀ꯭ꯌꯨꯁꯁꯤꯡꯗꯥ ꯑꯦꯟꯀꯣꯗ ꯇꯧꯕ ꯌꯥꯎꯏ꯫